ꯃꯈꯥꯒꯤ ꯋꯥꯍꯩ ꯄꯔꯦꯡ ꯑꯁꯤꯗ ꯂꯩꯔꯤꯕ ꯑꯁꯣꯏꯕ ꯑꯗꯨ ꯊꯤꯌꯨ ꯑꯃꯁꯨꯡ ꯃꯗꯨ ꯀꯣꯛꯍꯜꯂꯨ꯫ ꯃꯍꯥꯛꯅ ꯅꯨꯡꯉꯥꯏꯇꯕ ꯐꯣꯡꯗꯣꯛꯂꯗꯨꯅ ꯃꯍꯥꯛꯀꯤ ꯕꯤꯗꯥꯏ ꯍꯥꯏꯈꯤ꯫ ꯃꯁꯤ ꯑꯁꯣꯏꯕ ꯑꯃꯠꯇꯥ ꯅꯠꯇꯦ, ꯑꯗꯨꯕꯨ ꯃꯌꯦꯛ ꯁꯦꯡꯅ ꯇꯥꯛꯅꯕꯒꯤꯗꯃꯛ ꯃꯁꯤ ꯑꯃꯨꯛ ꯍꯟꯅ ꯐꯣꯡꯗꯣꯛꯄ ꯌꯥꯏ꯫ ꯁꯣꯏꯕ ꯍꯥꯏꯕ ꯋꯥꯍꯩ ꯑꯁꯤꯕꯨ ꯃꯣꯗꯤꯐꯥꯏ ꯇꯧꯅꯕ ꯑꯦꯖꯦꯛꯇꯤꯚꯀꯤ ꯃꯍꯨꯠꯇ ꯑꯦꯗꯚꯔꯕ ꯑꯃ ꯁꯤꯖꯤꯟꯅꯕꯅꯥ ꯍꯦꯟꯅ ꯐꯒꯅꯤ꯫ ꯀꯅꯥꯒꯨꯝꯕ ꯑꯃꯅ ꯍꯦꯟꯅ ꯀꯟꯈꯠꯄ ꯋꯥꯍꯩ ꯑꯃꯁꯨ ꯁꯤꯖꯤꯟꯅꯕꯥ ꯌꯥꯏ, ꯈꯨꯗꯝ ꯑꯣꯏꯅꯥ, ꯃꯍꯥꯛꯅ ꯃꯍꯥꯛꯀꯤ ꯕꯤꯗꯥꯏ ꯑꯗꯨ ꯅꯨꯡꯉꯥꯏꯇꯕꯥ ꯐꯣꯡꯗꯣꯛꯈꯤ ꯅꯠꯇꯔꯒ ꯃꯍꯥꯛꯅ‌ ꯃꯍꯥꯛꯀꯤ ꯕꯤꯗꯥꯏ ꯑꯗꯨ ꯅꯨꯡꯉꯥꯏꯇꯕꯥ ꯐꯣꯡꯗꯣꯛꯈꯤ꯫ ꯑꯀꯛꯅꯕꯥ ꯄ꯭ꯔꯣꯁꯦꯁ ꯑꯃꯅ ꯀꯔꯝꯅ ꯊꯕꯛ ꯇꯧꯕꯒꯦ ꯍꯥꯏꯕꯗꯨ ꯁꯟꯗꯣꯛꯅ ꯇꯥꯛꯄꯤꯌꯨ꯫ ꯊꯧꯑꯣꯡ - ꯐꯣꯇꯣꯁꯤꯟꯊꯦꯁꯤꯁ, ꯐꯣꯇꯣꯁꯤꯟꯊꯦꯁꯤꯁ ꯍꯥꯏꯕꯁꯤ ꯄꯥꯝꯕꯤꯁꯤꯡꯅ ꯅꯨꯃꯤꯠꯀꯤ ꯃꯉꯥꯜ, ꯏꯁꯤꯡ ꯑꯃꯁꯨꯡ ꯀꯥꯔꯕꯣꯟ ꯗꯥꯏꯑꯣꯛꯁꯥꯏꯗ ꯁꯤꯖꯤꯟꯅꯗꯨꯅ ꯑꯣꯛꯁꯤꯖꯦꯟ ꯑꯃꯁꯨꯡ ꯒ꯭ꯂꯨꯀꯣꯖ ꯄꯨꯊꯣꯛꯄꯒꯤ ꯊꯧꯑꯣꯡꯅꯤ꯫ ꯃꯁꯤ ꯁ꯭ꯇꯦꯖ ꯑꯅꯤꯗ ꯊꯣꯛꯄ ꯀꯝꯄ꯭ꯂꯦꯛꯁ ꯄ꯭ꯔꯣꯁꯦꯁ ꯑꯃꯅꯤ, ꯃꯗꯨꯗꯤ ꯃꯉꯥꯜꯗ ꯌꯨꯝꯐꯝ ꯑꯣꯏꯕ ꯔꯤꯑꯦꯛꯁꯟꯁꯤꯡ ꯑꯃꯁꯨꯡ ꯃꯉꯥꯜꯗ ꯌꯨꯝꯐꯝ ꯑꯣꯏꯕ ꯔꯤꯑꯦꯛꯁꯟꯁꯤꯡꯅꯤ꯫ ꯃꯉꯥꯜꯗ ꯌꯨꯝꯐꯝ ꯑꯣꯏꯕ ꯔꯤꯑꯦꯛꯁꯟꯁꯤꯡ ꯑꯁꯤ ꯄ꯭ꯂꯥꯟꯇ ꯁꯦꯜꯁꯤꯡꯒꯤ ꯃꯅꯨꯡꯗ ꯂꯩꯕ ꯀ꯭ꯂꯣꯔꯣꯞꯂꯥꯁ꯭ꯇꯁꯤꯡꯒꯤ ꯊꯥꯏꯂꯦꯀꯣꯏꯗ ꯃꯦꯝꯕ꯭ꯔꯦꯟꯁꯤꯡꯗ ꯊꯣꯛꯏ꯫ ꯁ꯭ꯇꯦꯖ ꯑꯁꯤꯒꯤ ꯃꯅꯨꯡꯗ, ꯃꯉꯥꯜ ꯁꯣꯛꯄ ꯌꯥꯕ ꯄꯤꯒꯃꯦꯟꯇ ꯑꯃ‌ ꯑꯣꯏꯔꯤꯕ‌ ꯀ꯭ꯂꯣꯔꯣꯐꯤꯜꯅ ꯅꯨꯃꯤꯠꯀꯤ ꯃꯉꯥꯜꯗꯒꯤ ꯏꯅꯔꯖꯤ ꯂꯧꯁꯤꯜꯂꯤ ꯑꯃꯁꯨꯡ ꯃꯁꯤꯕꯨ ꯏꯂꯦꯛꯇ꯭ꯔꯣꯟꯁꯤꯡꯕꯨ ꯊꯧꯅ ꯍꯥꯞꯄꯗ ꯁꯤꯖꯤꯟꯅꯩ꯫ ꯃꯗꯨꯒꯤ ꯃꯇꯨꯡꯗ ꯍꯥꯏꯔꯤꯕ ꯍꯥꯏ-ꯑꯦꯅꯔꯖꯤ ꯏꯂꯦꯛꯇꯔꯣꯟꯁꯤꯡ ꯑꯁꯤ ꯏꯂꯦꯛꯇ꯭ꯔꯣꯟ ꯇ꯭ꯔꯥꯟꯁꯄꯣꯔꯠ ꯀꯧꯕ ꯊꯧꯑꯣꯡ ꯑꯃꯗ ꯀꯦꯔꯤꯌꯔꯒꯤ ꯆꯦꯟ ꯑꯃꯒꯤ ꯈꯨꯠꯊꯥꯡꯗ ꯇ꯭ꯔꯥꯟꯁꯐꯔ ꯇꯧꯏ꯫ ꯏꯂꯦꯛꯇ꯭ꯔꯣꯟꯁꯤꯡꯅ ꯆꯪꯁꯤꯜꯂꯠꯄꯒꯥ ꯂꯣꯏꯅꯅꯥ ꯃꯈꯣꯏꯅ ꯊꯥꯏꯂꯦꯀꯣꯏꯗ ꯃꯦꯝꯕ꯭ꯔꯦꯅꯒꯤ ꯃꯔꯛꯇꯥ ꯄ꯭ꯔꯣꯇꯣꯟꯁꯤꯡ ꯄꯝꯄ ꯇꯧꯕꯗ ꯁꯤꯖꯤꯟꯅꯕꯥ ꯏꯅꯔꯖꯤ ꯊꯥꯗꯣꯛꯏ, ꯃꯁꯤꯅ ꯄ꯭ꯔꯣꯇꯣꯟ ꯒ꯭ꯔꯦꯗꯤꯌꯦꯟꯇ ꯑꯃ ꯁꯦꯝꯃꯤ ꯑꯃꯁꯨꯡ ꯃꯗꯨꯒꯤ ꯃꯇꯨꯡꯗ ꯑꯦꯅꯔꯖꯤ ꯊꯝꯅꯕꯒꯤ ꯃꯑꯣꯡ ꯑꯃ ꯑꯣꯏꯔꯤꯕ ꯑꯦꯗꯦꯅꯣꯁꯤꯟ ꯇ꯭ꯔꯥꯏ ꯐꯣꯁꯐꯦꯠ ꯇ꯭ꯔꯥꯟꯁꯄꯣꯔꯠ ꯆꯦꯟꯒꯤ ꯑꯔꯣꯏꯕꯗꯥ, ꯏꯂꯦꯛꯇ꯭ꯔꯣꯟꯁꯤꯡ ꯑꯁꯤ ꯅꯤꯀꯣꯇꯤꯅꯥꯃꯥꯏꯠ ꯑꯦꯗꯦꯅꯤꯟ ꯗꯥꯏꯅ꯭ꯌꯨꯀ꯭ꯂꯤꯌꯣꯇꯥꯏꯗ ꯐꯣꯁꯐꯦꯠ ꯅꯥ ꯌꯥꯗꯨꯅ ꯑꯇꯣꯞꯄꯥ ꯏꯅꯔꯖꯤ ꯁ꯭ꯇꯣꯔꯦꯖ ꯃꯣꯂꯤꯛꯌꯨꯜ ꯑꯃ ꯑꯣꯏꯔꯤꯕ ꯅꯤꯀꯣꯇꯤꯅꯥꯃꯥꯏꯗ ꯑꯦꯗꯦꯅꯤꯟ ꯗꯥꯏꯅ꯭ꯌꯨꯀ꯭ꯂꯤꯌꯣꯇꯥꯏꯗ ꯐꯣꯁꯐꯦꯠ -ꯁꯜꯐꯦꯠ ꯀꯦꯜꯚꯤꯟ ꯁꯥꯏꯀꯜ ꯍꯥꯏꯅ ꯈꯪꯅꯕ ꯃꯉꯥꯜꯗꯒꯤ ꯃꯅꯤꯡꯇꯝꯕ ꯔꯤꯑꯦꯛꯁꯟꯁꯤꯡ ꯑꯁꯤ ꯀ꯭ꯂꯣꯔꯣꯄ꯭ꯂꯥꯁꯇꯁꯤꯡꯒꯤ ꯁ꯭ꯇꯔꯣꯃꯥꯗꯥ ꯊꯣꯛꯏ꯫ ꯁ꯭ꯇꯦꯖ ꯑꯁꯤꯒꯤ ꯃꯅꯨꯡꯗ ꯃꯉꯥꯜꯗ ꯌꯨꯝꯐꯝ ꯑꯣꯏꯕ ꯔꯤꯑꯦꯛꯁꯟꯁꯤꯡꯗ ꯁꯦꯝꯒꯠꯄ ꯑꯦꯗꯦꯅꯣꯁꯤ‌ꯟ ꯇ꯭ꯔꯥꯏ ꯐꯣꯁꯐꯦꯠ ꯑꯃꯁꯨꯡ ꯅꯤꯀꯣꯇꯤꯅꯥꯃꯥꯏꯗ ꯑꯦꯗꯦꯅꯤꯟ ꯗꯥꯏꯅ꯭ꯌꯨꯀ꯭ꯂꯤꯌꯣꯇꯥꯏꯗ ꯐꯣꯁꯐꯦꯠ -ꯁꯜꯐꯦꯠ ꯅꯥ ꯀꯥꯔꯕꯣꯟ ꯗꯥꯏꯑꯣꯛꯁꯥꯏꯗ ꯑꯁꯤ ꯒ꯭ꯂꯨꯀꯣꯖꯗꯥ ꯑꯣꯟꯊꯣꯛꯄꯗꯥ ꯄꯥꯋꯔ ꯄꯤꯅꯕꯥ ꯁꯤꯖꯤꯟꯅꯩ꯫ ꯐꯣꯇꯣꯁꯤꯟꯊꯦꯁꯤꯁ ꯑꯁꯤ ꯍꯤꯡꯂꯤꯕ ꯖꯤꯕ ꯄꯨꯝꯅꯃꯛ ꯂꯩꯕꯗ ꯃꯇꯦꯡ ꯄꯥꯡꯂꯤꯕ ꯃꯔꯨꯑꯣꯏꯕ ꯊꯧꯑꯣꯡ ꯑꯃꯅꯤ, ꯃꯔꯝꯗꯤ ꯃꯁꯤꯅ ꯁꯣꯔ ꯍꯣꯟꯕꯗ ꯃꯊꯧ ꯇꯥꯕ ꯀꯝꯄꯣꯅꯦꯟꯇ ꯑꯃ ꯑꯣꯏꯔꯤꯕ ꯑꯣꯛꯁꯤꯖꯦꯟ ꯒ꯭ꯌꯥꯁ ꯑꯃꯁꯨꯡ ꯖꯤꯕꯁꯤꯡꯒꯤꯗꯃꯛꯇ ꯏꯅꯔꯖꯤꯒꯤ ꯁꯣꯔꯁ ꯑꯃ ꯑꯣꯏꯅ ꯊꯕꯛ ꯇꯧꯕ ꯒ꯭ꯂꯨꯀꯣꯖ ꯑꯅꯤꯃꯛ ꯄꯨꯊꯣꯛꯏ꯫